ꯃꯈꯥꯗ ꯄꯤꯔꯤꯕ ꯍꯤꯔꯝ ꯑꯁꯤꯒꯤ ꯃꯇꯥꯡꯗ ꯄ꯭ꯔꯖꯦꯟꯇꯦꯁꯟ ꯑꯃ ꯄꯤꯅꯕꯒꯤ ꯒꯥꯏꯗꯂꯥꯏꯟꯁꯤꯡ ꯄꯤꯌꯨ꯫ ꯍꯤꯔꯝ: ꯒ꯭ꯂꯣꯕꯦꯜ ꯋꯥꯔꯃꯤꯡꯅ ꯑꯀꯣꯏꯕꯗ ꯄꯤꯔꯤꯕ ꯏꯐꯦꯛꯁꯤꯡ꯫ ꯒ꯭ꯂꯣꯕꯦꯜ ꯋꯥꯔꯃꯤꯡꯅ ꯑꯀꯣꯏꯔꯣꯟꯗ ꯄꯤꯔꯤꯕ ꯏꯐꯦꯛꯁꯤꯡꯒꯤ ꯃꯇꯥꯡꯗ ꯏꯐꯦꯛꯇꯤꯚ ꯑꯣꯏꯕ ꯄ꯭ꯔꯖꯦꯟꯇꯦꯁꯟ ꯑꯃ ꯄꯤꯅꯕꯒꯤꯗꯃꯛ, ꯒꯥꯏꯗꯂꯥꯏꯟꯁꯤꯡ ꯑꯁꯤ ꯏꯟꯒꯗꯕꯅꯤ: ꯃꯤꯠꯌꯦꯡ ꯆꯪꯕ ꯏꯅꯇ꯭ꯔꯣꯗ꯭ꯌꯨꯁꯟ ꯑꯃꯗꯒꯤ ꯍꯧꯒꯗꯕꯅꯤ, ꯅꯍꯥꯛꯀꯤ ꯑꯣꯗꯤꯑꯣ-ꯚꯤꯖꯨꯑꯦꯜꯁꯤꯡꯕꯨ ꯁꯛꯇꯤ ꯂꯩꯕ ꯑꯣꯄꯅꯤꯡ ꯑꯃꯒ ꯂꯣꯏꯅꯅ ꯑꯦꯡꯒꯦꯖ ꯇꯧꯗꯨꯅ ꯅꯍꯥꯛꯀꯤ ꯄ꯭ꯔꯖꯦꯟꯇꯦꯁꯟ ꯑꯗꯨ ꯍꯧꯒꯗꯕꯅꯤ꯫ ꯍꯤꯔꯝ ꯑꯗꯨꯒꯤ ꯃꯔꯨꯑꯣꯏꯕꯗ ꯑꯀꯟꯕ ꯋꯥꯐꯝ ꯊꯝꯂꯤꯕ ꯋꯥꯈꯜ ꯏꯊꯤꯜ ꯄꯤꯕ ꯏꯃꯦꯖꯁꯤꯡ ꯅꯠꯇꯔꯒ ꯁ꯭ꯇꯦꯇꯤꯁ꯭ꯇꯤꯛꯁꯁꯤꯡ ꯁꯤꯖꯤꯟꯅꯧ꯫ ꯃꯌꯦꯛ ꯁꯦꯡꯕ ꯋꯥꯍꯟꯊꯣꯛ ꯑꯃꯥ ꯄꯤꯕ: ꯒ꯭ꯂꯣꯕꯦꯜ ꯋꯥꯔꯃꯤꯡ ꯑꯁꯤ ꯏꯆꯝ ꯆꯝꯕ ꯋꯥꯍꯟꯊꯣꯛ ꯑꯃꯗ ꯁꯦꯝꯗꯣꯛꯄ ꯑꯃꯁꯨꯡ ꯃꯁꯤ ꯃꯤꯑꯣꯏꯕꯒꯤ ꯊꯕꯛ ꯊꯧꯔꯝꯁꯤꯡꯅ ꯀꯔꯝꯅ ꯊꯣꯛꯍꯟꯕꯒꯦ ꯍꯥꯏꯕꯗꯨ ꯁꯟꯗꯣꯛꯅ ꯇꯥꯛꯄ꯫ ꯄ꯭ꯔꯃꯥꯟꯁꯤꯡ ꯄꯤꯌꯨ: ꯒ꯭ꯂꯣꯕꯦꯜ ꯋꯥꯔꯃꯤꯡꯅ ꯑꯀꯣꯏꯕꯒꯤ ꯐꯤꯕꯝꯗ ꯄꯤꯔꯤꯕ ꯏꯐꯦꯛꯁꯤꯡ ꯎꯠꯅꯕ ꯒ꯭ꯔꯥꯐ, ꯆꯥꯔꯠ ꯅꯠꯇꯔꯒ ꯏꯃꯦꯖꯁꯤꯡ ꯁꯤꯖꯤꯟꯅꯧ꯫ ꯅꯍꯥꯛꯅ ꯍꯣꯡꯂꯛꯂꯤꯕ ꯇꯦꯝꯄꯦꯔꯦꯆꯔ, ꯑꯥꯏꯁ ꯀꯦꯞꯁꯤꯡ ꯆꯦꯟꯊꯔꯛꯄ, ꯁꯃꯨꯗ꯭ꯔꯒꯤ ꯂꯦꯚꯦꯜ ꯋꯥꯡꯈꯠꯂꯛꯄ, ꯑꯃꯁꯨꯡ ꯑꯀꯟꯕ ꯋꯦꯗꯔ ꯄꯦꯇꯔꯟꯁꯤꯡꯒꯤ ꯗꯦꯇꯥ ꯁꯤꯖꯤꯟꯅꯕ ꯌꯥꯏ꯫ ꯐꯜꯁꯤꯡ ꯈꯟꯅ-ꯅꯩꯅꯕ: ꯒ꯭ꯂꯣꯕꯦꯜ ꯋꯥꯔꯃꯤꯡꯅ ꯑꯀꯣꯏꯔꯣꯟꯗ ꯄꯤꯔꯤꯕ ꯐꯜꯁꯤꯡ ꯑꯃꯁꯨꯡ ꯃꯁꯤꯅ ꯂꯝꯂꯛꯀꯤ ꯁꯥ-ꯎꯆꯦꯛꯁꯤꯡ, ꯏꯀꯣꯁꯤꯁ꯭ꯇꯦꯝ ꯑꯃꯁꯨꯡ ꯃꯤꯑꯣꯏꯕꯒꯤ ꯄꯨꯟꯁꯤꯗ ꯀꯔꯝꯅ ꯁꯣꯛꯍꯟꯕꯒꯦ ꯍꯥꯏꯕꯗꯨ ꯁꯟꯗꯣꯛꯅ ꯇꯥꯛꯄꯤꯌꯨ꯫ ꯈꯨꯗꯝꯁꯤꯡ ꯄꯤꯕ: ꯃꯥꯂꯦꯝꯒꯤ ꯇꯣꯉꯥꯟ-ꯇꯣꯉꯥꯟꯕ ꯂꯝꯗꯝꯁꯤꯡꯗ ꯒ꯭ꯂꯣꯕꯦꯜ ꯋꯥꯔꯃꯤꯡꯅ ꯀꯔꯝꯅ ꯁꯣꯛꯍꯜꯂꯤꯕꯒꯦ ꯍꯥꯏꯕꯒꯤ ꯔꯤꯑꯦꯜ-ꯂꯥꯏꯐ ꯈꯨꯗꯝꯁꯤꯡ ꯄꯤꯗꯨꯅꯥ ꯃꯁꯤꯕꯨ ꯍꯦꯟꯅ ꯃꯔꯤ ꯂꯩꯅꯕ ꯑꯣꯏꯍꯟꯕ꯫ ꯁꯣꯂꯨꯁꯟꯁꯤꯡ ꯄꯤꯌꯨ - ꯅꯍꯥꯛꯀꯤ ꯄ꯭ꯔꯖꯦꯟꯇꯦꯁꯟꯒꯤ ꯑꯔꯣꯏꯕ ꯁꯔꯨꯛ ꯑꯗꯨꯗꯥ, ꯒ꯭ꯂꯣꯕꯦꯜ ꯋꯥꯔꯃꯤꯡꯒꯤ ꯏꯐꯦꯛꯁꯤꯡ ꯍꯟꯊꯍꯟꯅꯕ ꯂꯧꯈꯠꯄꯥ ꯌꯥꯕ ꯈꯣꯡꯊꯥꯡꯁꯤꯡꯒꯤ ꯃꯇꯥꯡꯗ ꯈꯟꯅꯕꯤꯌꯨ꯫ ꯃꯁꯤꯗ ꯁꯔꯀꯥꯔꯒꯤ ꯄꯣꯂꯤꯁꯤꯗ ꯑꯍꯣꯡꯕ ꯄꯨꯔꯛꯄ, ꯃꯤꯑꯣꯏ ꯑꯃꯃꯝꯒꯤ ꯊꯕꯛꯁꯤꯡ, ꯑꯃꯁꯨꯡ ꯀꯥꯔꯕꯣꯟ ꯊꯥꯗꯣꯛꯄ ꯍꯟꯊꯍꯟꯅꯕ ꯇꯦꯛꯅꯣꯂꯣꯖꯤꯒꯤ ꯑꯅꯧꯕꯥ ꯊꯧꯑꯣꯡꯁꯤꯡ ꯌꯥꯎꯕ ꯌꯥꯏ꯫ ꯀꯣꯜ ꯇꯨ ꯑꯦꯛꯁꯟ ꯑꯃꯒ ꯂꯣꯏꯅꯅ ꯂꯣꯏꯁꯤꯟꯕꯤꯌꯨ: ꯅꯍꯥꯛꯀꯤ ꯑꯣꯗꯤꯌꯦꯟꯁ ꯒ꯭ꯂꯣꯕꯦꯜ ꯋꯥꯔꯃꯤꯡ ꯊꯤꯡꯕꯗ ꯃꯇꯦꯡ ꯄꯥꯡꯅꯕ ꯑꯦꯛꯁꯟ ꯂꯧꯈꯠꯅꯕ ꯅꯍꯥꯛꯀꯤ ꯑꯣꯗꯤꯑꯦꯟꯁ ꯄꯨꯛꯅꯤꯡ ꯊꯧꯒꯠꯇꯨꯅ ꯅꯍꯥꯛꯀꯤ ꯄ꯭ꯔꯖꯦꯟꯇꯦꯁꯟ ꯑꯗꯨ ꯂꯣꯏꯁꯤꯟꯕꯤꯌꯨ꯫ ꯃꯈꯣꯏꯒꯤ ꯀꯥꯔꯕꯣꯟ ꯐꯨꯠꯄ꯭ꯔꯤꯟꯠ ꯍꯟꯊꯍꯟꯅꯕ, ꯑꯀꯣꯏꯕꯒꯤ ꯐꯤꯕꯝ ꯁꯣꯛꯍꯟꯗꯕ ꯄꯣꯂꯤꯁꯤꯁꯤꯡꯗ ꯃꯇꯦꯡ ꯄꯥꯡꯅꯕ ꯑꯃꯁꯨꯡ ꯋꯥꯐꯝ ꯑꯁꯤꯒꯤ ꯃꯇꯥꯡꯗ ꯑꯦꯋꯦꯌ꯭ꯔꯅꯦꯁ ꯄꯤꯅꯕ ꯄꯨꯛꯅꯤꯡ ꯊꯧꯒꯠꯄꯤꯌꯨ꯫ ꯅꯍꯥꯛꯀꯤ ꯗꯦꯂꯤꯚꯔꯤꯒꯤ ꯄ꯭ꯔꯦꯛꯇꯤꯁ ꯇꯧꯕꯤꯌꯨ: ꯅꯍꯥꯛꯀꯤ ꯄ꯭ꯔꯖꯦꯟꯇꯦꯁꯟ ꯑꯗꯨ ꯔꯤꯍꯔ꯭ꯁ ꯇꯧꯗꯨꯅ ꯁꯣꯏꯗꯅ ꯄꯤꯌꯨ꯫ ꯅꯍꯥꯛꯀꯤ ꯚꯤꯖꯨꯑꯦꯜꯁꯤꯡ ꯑꯃꯁꯨꯡ ꯁꯄꯣꯔꯇꯤꯡ ꯃꯦꯇꯔꯤꯑꯦꯜꯁꯤꯡ ꯑꯗꯨ ꯂꯧꯁꯤꯟꯕ ꯑꯃꯁꯨꯡ ꯈꯪꯕꯗ ꯂꯥꯏꯕ ꯑꯣꯏꯍꯟꯒꯗꯕꯅꯤ꯫ ꯒꯥꯏꯗꯂꯥꯏꯟꯁꯤꯡ ꯑꯁꯤ ꯉꯥꯛꯅꯥ ꯆꯠꯄꯅ ꯑꯗꯣꯝꯅ ꯒ꯭ꯂꯣꯕꯦꯜ ꯋꯥꯔꯃꯤꯡꯅ ꯑꯀꯣꯏꯕꯒꯤ ꯐꯤꯕꯝꯗ ꯄꯤꯔꯤꯕ ꯁꯥꯐꯨꯁꯤꯡꯒꯤ ꯃꯇꯥꯡꯗ ꯌꯥꯝꯅ ꯐꯖꯅ ꯁꯦꯝ ꯁꯥꯕ ꯑꯃꯁꯨꯡ ꯏꯟꯐꯣꯔꯃꯦꯇꯤꯕ ꯑꯣꯏꯕ ꯄ꯭ꯔꯖꯦꯟꯇꯦꯁꯟ ꯑꯃ ꯁꯦꯝꯕ ꯉꯝꯒꯅꯤ꯫ ꯃꯈꯥꯗ ꯄꯤꯔꯤꯕ ꯑꯥꯔꯇꯤꯀꯜꯁꯤꯡ ꯑꯁꯤ ꯃꯈꯣꯏꯒꯤ ꯍꯤꯔꯝꯁꯤꯡꯒꯤ ꯃꯇꯨꯡ ꯏꯟꯅ ꯀ꯭ꯂꯥꯁꯤꯐꯥꯏ ꯇꯧ꯫ ꯑꯥꯔꯇꯤꯀꯜ ꯑꯃ: "ꯆꯥꯏꯅꯥꯅ ꯑꯍꯥꯟꯕ ꯃꯤ ꯌꯥꯎꯕ ꯁ꯭ꯄꯦꯁ ꯃꯤꯁꯟ ꯍꯧꯗꯣꯛꯅꯕ ꯁꯦꯝ ꯁꯥꯈ꯭ꯔꯦ꯫" ꯑꯥꯔꯇꯤꯀꯜ ꯑꯅꯤꯁꯨꯕ: "ꯔꯤꯁ꯭ꯔꯆꯔꯁꯤꯡꯅ ꯄꯥꯔꯀꯤꯟꯁꯟ꯭ꯁ ꯗꯤꯖꯤꯖꯒꯤ ꯑꯣꯏꯊꯣꯛꯄ ꯌꯥꯕ ꯂꯥꯏꯌꯦꯡꯁꯤꯡ ꯊꯤꯖꯤꯜꯂꯤ꯫" ꯑꯥꯔꯇꯤꯀꯜ ꯑꯃ: ꯁ꯭ꯄꯦꯁ ꯑꯦꯛꯁꯞꯂꯣꯔꯦꯁꯟ ꯑꯥꯔꯇꯤꯀꯜ ꯑꯅꯤꯁꯨꯕ: ꯃꯦꯗꯤꯀꯦꯜ ꯔꯤꯁ꯭ꯔꯆ/ꯍꯦꯜꯊ꯫ ꯁꯥꯏꯟꯇꯤꯐꯤꯛ ꯑꯣꯏꯕ ꯑꯥꯔꯇꯤꯀꯜ ꯑꯃꯒꯤ ꯃꯔꯨꯑꯣꯏꯕ ꯋꯥꯐꯝꯁꯤꯡ ꯁꯃꯖꯤꯟꯅꯧ꯫ ꯑꯥꯔꯇꯤꯀꯜ ꯑꯁꯤꯅꯥ ꯁꯦꯟꯊꯣꯛ ꯅꯦꯝꯕ ꯑꯃꯁꯨꯡ ꯃꯌꯥꯏ ꯑꯣꯏꯕ ꯂꯩꯕꯥꯛ ꯃꯉꯥꯗ ꯃꯤꯔꯣꯜꯂꯤꯕꯤ ꯅꯨꯄꯤ ꯑꯃꯁꯨꯡ ꯑꯉꯥꯡ ꯄꯣꯛꯄꯥ ꯃꯇꯨꯡꯒꯤ ꯅꯨꯄꯤꯁꯤꯡꯒꯤ ꯃꯔꯛꯇ ꯋꯥꯈꯜ ꯋꯥꯕꯥ ꯑꯃꯁꯨꯡ ꯋꯥꯈꯜ ꯅꯨꯡꯉꯥꯏꯇꯕ ꯑꯁꯤꯒꯨꯝꯕꯥ ꯃꯦꯟꯇꯦꯜ ꯍꯦꯜꯊꯀꯤ ꯋꯥꯐꯝꯁꯤꯡꯒꯤ ꯊꯧꯑꯣꯡꯁꯤꯡ ꯌꯦꯡꯁꯤꯜꯂꯤ꯫ ꯑꯥꯔꯇꯤꯀꯜ ꯑꯁꯤꯅ ꯁꯦꯟꯊꯣꯛ ꯅꯦꯝꯕ ꯂꯩꯕꯥꯛ ꯃꯉꯥꯗꯒꯤ ꯃꯤꯔꯣꯜꯂꯤꯕꯤ ꯅꯨꯄꯤꯁꯤꯡꯗꯥ ꯋꯥꯈꯜ ꯋꯥꯕ ꯑꯃꯁꯨꯡ ꯋꯥꯈꯜ ꯅꯨꯡꯉꯥꯏꯇꯕ ꯊꯣꯛꯄꯥ ꯑꯃꯁꯨꯡ ꯃꯈꯣꯏꯒꯤ ꯃꯦꯟꯇꯦꯜ ꯍꯦꯜꯊꯀꯤ ꯋꯥꯐꯝꯁꯤꯡꯗ ꯃꯤꯠꯌꯦꯡ ꯊꯝꯂꯤ꯫ ꯃꯈꯥꯒꯤ ꯋꯥꯍꯩ ꯄꯔꯦꯡ ꯑꯁꯤꯗ ꯌꯥꯎꯔꯤꯕ ꯕꯣꯜꯗ ꯋꯥꯍꯩꯁꯤꯡꯒꯤ ꯁꯤꯅꯣꯅꯤꯝꯁꯤꯡ ꯈꯪꯗꯣꯛꯎ꯫ ꯂꯤꯁꯤꯡ ꯑꯅꯤꯒ ꯅꯤꯄꯥꯜꯒꯤ ꯃꯤꯈꯜꯗ ꯏꯊꯤꯜ ꯄꯤꯅꯕ ꯍꯣꯠꯅꯕꯗ ꯆꯪꯕ ꯁꯦꯅꯐꯝ ꯑꯁꯤ ꯗꯣꯜꯂꯔ ꯕꯤꯂꯤꯌꯟ ꯑꯍꯨꯝ ꯍꯦꯟꯕ ꯌꯥꯏ꯫ ꯃꯃꯜ: ꯁꯦꯅꯐꯝ, ꯆꯥꯗꯤꯡ, ꯃꯃꯜ, ꯐꯤ꯫ ꯏꯅꯐ꯭ꯂꯨꯑꯦꯟꯁ: ꯑꯦꯐꯦꯛ ꯇꯧꯕꯥ, ꯏꯝꯄꯦꯛ ꯇꯧꯕꯥ, ꯁꯣꯏ ꯇꯧꯕꯥ, ꯃꯑꯣꯡ ꯁꯦꯝꯕ꯫ ꯍꯦꯡꯒꯠꯄ: ꯍꯦꯟꯅ ꯋꯥꯡꯕꯥ, ꯑꯥꯎꯠꯁ꯭ꯇ꯭ꯔꯤꯞ ꯇꯧꯕꯥ, ꯍꯦꯟꯅ ꯆꯠꯄ, ꯃꯊꯛꯇ ꯆꯠꯄ꯫